ꯖꯤ. ꯄꯤ. ꯇꯤ. ꯒꯤ ꯃꯣꯗꯦꯜ ꯑꯃꯅ ꯃꯤꯑꯣꯏꯕꯒꯤ ꯌꯨꯖꯔ ꯑꯃꯗꯒꯤ ꯍꯦꯟꯅꯥ ꯑꯆꯨꯝꯕ ꯑꯣꯏꯕ ꯌꯥꯕ ꯀꯦꯁ ꯑꯃꯒꯤ ꯈꯨꯗꯝ ꯑꯃ ꯄꯤꯌꯨ꯫ ꯖꯤ. ꯄꯤ. ꯇꯤ. ꯒꯤ ꯃꯣꯗꯦꯜ ꯑꯃꯅ ꯃꯤꯑꯣꯏꯕꯒꯤ ꯌꯨꯖꯔ ꯑꯃꯗꯒꯤ ꯍꯦꯟꯅ ꯑꯆꯨꯝꯕꯥ ꯐꯥꯏꯂꯁꯤꯡ ꯄꯤꯕ ꯉꯝꯕꯥ ꯀꯦꯁ ꯀꯌꯥ ꯂꯩꯕ ꯌꯥꯏ꯫ ꯈꯨꯗꯝ ꯑꯣꯏꯅ, ꯂꯣꯜ ꯍꯟꯗꯣꯛꯄꯒꯤ ꯃꯇꯥꯡꯗ ꯍꯥꯏꯔꯒꯗꯤ, ꯇꯦꯛꯁ ꯗꯇꯥꯒꯤ ꯑꯆꯧꯕ ꯀꯣꯔꯁ ꯑꯃꯗꯤ ꯇ꯭ꯔꯦꯟ ꯇꯧꯔꯕ ꯖꯤ. ꯄꯤ. ꯇꯤ. ꯃꯁꯤꯒꯤ ꯑꯣꯟꯅ-ꯇꯩꯅꯕꯗ, ꯃꯤꯑꯣꯏꯕꯒꯤ ꯌꯨꯖꯔ ꯑꯃꯅ ꯍꯟꯗꯣꯛꯄꯥ ꯂꯣꯜꯁꯤꯡꯗ ꯌꯥꯝꯅ ꯍꯩꯊꯣꯏ-ꯁꯤꯡꯊꯣꯏꯕ ꯑꯣꯏꯗꯕ ꯌꯥꯏ ꯑꯃꯁꯨꯡ ꯒ꯭ꯔꯃꯥꯔ ꯑꯃꯁꯨꯡ ꯋꯥꯍꯩ ꯋꯥꯇꯒꯤ ꯃꯇꯥꯡꯗ ꯋꯥꯍꯟꯊꯣꯛ ꯄꯤꯕꯗꯥ ꯑꯁꯣꯏꯕꯥ ꯊꯣꯛꯄꯥ ꯌꯥꯏ꯫ ꯃꯁꯤꯒꯤ ꯃꯊꯛꯇꯥ, ꯖꯤ. ꯄꯤ. ꯇꯤ. ꯒꯤ ꯃꯣꯗꯦꯜ ꯑꯁꯤꯅ ꯌꯥꯝꯅ ꯌꯥꯡꯅ ꯍꯟꯗꯣꯛꯄ ꯉꯝꯃꯤ, ꯃꯁꯤꯗ ꯃꯤꯑꯣꯏꯕꯒꯤ ꯌꯨꯖꯔ ꯑꯃꯗꯒꯤ ꯍꯦꯟꯅꯥ ꯄꯥꯛ ꯆꯥꯎꯔꯕ ꯋꯥꯍꯩ ꯑꯃꯁꯨꯡ ꯀꯜꯆꯔꯦꯜ ꯀꯟꯇꯦꯛꯁꯀꯤ ꯃꯇꯥꯡꯗ ꯂꯧꯁꯤꯡ ꯂꯩ꯫ ꯑꯄꯨꯟꯕꯥ ꯑꯣꯏꯅ, ꯗꯇꯥꯒꯤ ꯑꯆꯧꯕ ꯃꯁꯤꯡ ꯄ꯭ꯔꯣꯁꯦꯁ ꯇꯧꯕ ꯉꯝꯕꯥ, ꯑꯃꯁꯨꯡ ꯃꯁꯤꯕꯨ ꯌꯥꯝꯅ ꯊꯨꯅꯥ ꯑꯃꯁꯨꯡ ꯂꯦꯞꯇꯅꯥ ꯁꯤꯖꯤꯟꯅꯕꯥ ꯉꯝꯕꯥ ꯑꯁꯤꯅ ꯖꯤ. ꯄꯤ. ꯇꯤ. ꯒꯤ ꯃꯣꯗꯦꯜ ꯑꯃ ꯌꯥꯝꯅ ꯑꯆꯨꯝꯕꯥ ꯑꯣꯏꯍꯜꯂꯤ, ꯃꯔꯨꯑꯣꯏꯅ ꯑꯀꯨꯞꯄꯥ ꯃꯔꯣꯜꯁꯤꯡꯗ ꯄꯨꯛꯅꯤꯡ ꯆꯪꯕ ꯑꯃꯁꯨꯡ ꯊꯨꯅ ꯄ꯭ꯔꯣꯁꯦꯁ ꯇꯧꯕ ꯌꯥꯝꯅ ꯃꯔꯨ ꯑꯣꯏꯕ ꯂꯣꯟꯒꯥ ꯃꯔꯤ ꯂꯩꯅꯕ ꯊꯕꯛꯁꯤꯡꯗ꯫ ꯋꯥꯍꯩ ꯑꯁꯤ ꯒ꯭ꯔꯥꯃꯔ ꯑꯣꯏꯅ ꯑꯆꯨꯝꯕꯥ ꯑꯣꯏꯕ꯭ꯔꯥ ꯍꯥꯏꯕꯗꯨ ꯆꯦꯛ ꯇꯧ꯫ ꯑꯥꯎꯠꯄꯨꯠ ꯍꯣꯏ ꯅꯠꯇꯔꯒ ꯅꯣ꯫ ꯋꯥꯍꯩ ꯑꯁꯤꯒꯤ ꯃꯅꯨꯡꯗꯥ ꯑꯁꯣꯏꯕ ꯑꯃꯠꯇꯥ ꯌꯥꯎꯗꯦ꯫ ꯍꯥꯏ ꯐ꯭ꯂꯥꯏꯠꯁꯤꯡꯒꯤ ꯂꯩꯐꯝ ꯌꯦꯡꯁꯤꯟꯅꯕꯥ ꯁꯤꯖꯤꯟꯅꯕꯥ ꯌꯥꯕ ꯋꯦꯕꯁꯥꯏꯠ ꯑꯃꯒꯤꯗꯃꯛ ꯏꯟꯄꯨꯠ ꯄꯦꯔꯥꯃꯤꯇꯔꯁꯤꯡ ꯑꯃꯁꯨꯡ ꯑꯥꯎꯠꯄꯨꯠ ꯚꯦꯔꯤꯑꯦꯕꯜꯁꯤꯡꯒꯤ ꯂꯤꯁ ꯑꯃ ꯁꯦꯝꯃꯨ꯫ ꯏꯟꯄꯨꯠ ꯄꯦꯔꯥꯃꯤꯇꯔꯁꯤꯡ: ꯆꯠꯀꯗꯕꯥ ꯑꯦꯌꯔꯄꯣꯔꯠ ꯌꯧꯔꯛꯄꯥ ꯑꯦꯌꯔꯄꯣꯔꯠ ꯆꯠꯄꯒꯤ ꯇꯥꯡ ꯍꯜꯂꯛꯄꯒꯤ ꯇꯥꯡ (ꯋꯥꯟ ꯋꯦ ꯐ꯭ꯂꯥꯏꯠꯁꯤꯡꯒꯤ ꯑꯣꯏꯅ ꯑꯣꯞꯁꯅꯦꯜ) ꯄꯦꯁꯦꯟꯖꯔ ꯃꯁꯤꯡ ꯁꯔꯚꯤꯁꯀꯤ ꯀ꯭ꯂꯥꯁ (ꯏꯀꯣꯅꯣꯃꯤ, ꯕꯤꯖꯤꯅꯦꯁ, ꯑꯍꯥꯟꯕ ꯀ꯭ꯂꯥꯁ) ꯄꯁꯟꯗꯒꯤ ꯑꯦꯌꯔꯂꯥꯏꯟ (ꯑꯣꯞꯁꯅꯦꯜ) ꯆꯠꯄꯒꯤ ꯃꯇꯝꯒꯤ ꯔꯦꯟꯖ ( ꯑꯣꯞꯁꯅꯦꯜ) ꯑꯥꯎꯠꯄꯨꯠ ꯚꯦꯔꯤꯑꯦꯕꯜꯁꯤꯡ: ꯂꯩꯔꯤꯕ ꯐ꯭ꯂꯥꯏꯠꯁꯤꯡꯒꯤ ꯂꯤꯁ꯭ ꯆꯠꯄꯒꯤ ꯃꯇꯝ ꯇꯧꯕꯒꯤ ꯃꯇꯝ ꯐ꯭ꯂꯥꯏꯠꯀꯤ ꯃꯇꯝꯗ ꯑꯦꯌꯔꯂꯥꯏꯟ ꯐ꯭ꯂꯥꯏꯠ ꯅꯝꯕꯔ ꯁꯔꯚꯤꯁꯀꯤ ꯀ꯭ꯂꯥꯁ ꯐꯪꯂꯤꯕ ꯁꯤꯠ ꯃꯁꯤꯡ ꯇꯤꯀꯦꯠ(ꯁꯤꯡ)ꯒꯤ ꯃꯃꯜ ꯁ꯭ꯇꯣꯞ ꯑꯃꯁꯨꯡ ꯂꯦꯠꯑꯣꯚꯔꯒꯤ ꯃꯇꯝꯗ ꯂꯤꯁ ꯅꯠꯇꯔꯒ ꯐ꯭ꯂꯥꯏꯠ ꯕꯨꯀꯤꯡ ꯇꯧꯕꯒꯤ ꯑꯣꯞꯁꯟ ꯂꯩ꯫ ꯑꯄꯤꯕ ꯋꯥꯍꯩ ꯑꯗꯨ ꯑꯦꯅꯥꯂꯥꯏꯖ ꯇꯧ ꯑꯃꯁꯨꯡ ꯋꯥꯍꯩ ꯑꯗꯨ ꯑꯦꯄꯂꯤꯀꯦꯕꯜ ꯑꯣꯏꯕ ꯌꯥꯕ ꯀꯟꯇꯦꯛꯁ ꯑꯗꯨ ꯁꯟꯗꯣꯛꯅ ꯇꯥꯛꯄꯤꯌꯨ꯫ "ꯁ꯭ꯀꯥꯏ ꯑꯁꯤ ꯂꯤꯃꯤꯠꯅꯤ"꯫ "ꯁ꯭ꯀꯥꯏ ꯑꯁꯤ ꯂꯤꯃꯤꯠꯅꯤ" ꯍꯥꯏꯕ ꯋꯥꯍꯩ ꯑꯁꯤ ꯀꯅꯥꯒꯨꯝꯕ ꯑꯃꯅ ꯐꯪꯕ ꯅꯠꯇꯔꯒ ꯄꯥꯡꯊꯣꯛꯄ ꯉꯝꯕꯁꯤꯡꯗ ꯑꯊꯤꯡꯕ ꯅꯠꯇꯔꯒ ꯉꯝꯈꯩ ꯂꯩꯇꯦ ꯍꯥꯏꯕꯅꯤ꯫ ꯃꯁꯤ ꯑꯌꯥꯝꯕꯅ ꯀꯅꯥꯒꯨꯝꯕ ꯑꯃꯅ ꯑꯅꯧꯕ ꯅꯠꯇꯔꯒ ꯁꯤꯡꯅꯕ ꯑꯃ ꯍꯣꯠꯅꯔꯛꯄ ꯃꯇꯝꯗ ꯁꯤꯖꯤꯟꯅꯩ, ꯑꯃꯁꯨꯡ ꯃꯁꯤꯅ ꯇꯥꯛꯄꯗꯤ ꯃꯈꯣꯏꯅꯥ ꯃꯁꯥꯃꯛꯄꯨ ꯂꯤꯃꯤꯇꯦꯁꯟ ꯑꯃꯠꯇꯥ ꯊꯝꯒꯗꯕꯅꯤ ꯅꯠꯇꯔꯒꯥ ꯀꯔꯤꯒꯨꯝꯕ ꯑꯃꯠꯇꯅꯥ ꯃꯈꯣꯏꯕꯨ ꯊꯤꯡꯖꯤꯜꯂꯣꯏꯗꯕꯅꯤ꯫ ꯋꯥꯍꯩ ꯄꯔꯦꯡ ꯑꯁꯤ ꯃꯈꯜ ꯀꯌꯥꯒꯤ ꯀꯟꯇꯦꯛꯁꯁꯤꯡꯗ ꯁꯤꯖꯤꯟꯅꯕ ꯌꯥꯏ, ꯃꯗꯨꯗꯤ ꯀꯅꯥꯒꯨꯝꯕ ꯑꯃꯅ ꯑꯅꯧꯕ ꯀꯦꯔꯤꯌꯔ ꯑꯃ ꯂꯧꯕ ꯃꯇꯝꯗꯥ, ꯕꯤꯖꯤꯅꯦꯁ ꯑꯃ ꯍꯧꯔꯛꯄ ꯃꯇꯝꯗ, ꯀ꯭ꯔꯤꯌꯦꯇꯤꯕ ꯑꯣꯏꯕ ꯊꯕꯛ ꯑꯃ ꯍꯧꯔꯛꯄꯥ ꯃꯇꯝꯗ ꯅꯠꯇꯔꯒ ꯑꯆꯧꯕ ꯄꯥꯟꯗꯝ ꯑꯃꯥ ꯊꯝꯕꯗꯥ꯫ ꯐꯤꯚꯝ ꯈꯨꯗꯤꯡꯃꯛꯇꯥ "ꯁ꯭ꯀꯥꯏ ꯑꯁꯤ ꯂꯤꯃꯤꯠꯅꯤ" ꯍꯥꯌꯕꯁꯤꯅꯥ ꯃꯥꯏ ꯄꯥꯀꯄꯥ ꯉꯝꯅꯕꯥ ꯂꯩꯔꯤꯕꯥ ꯂꯤꯃꯤꯠ ꯂꯩꯇꯕ ꯄꯣꯇꯦꯟꯁꯤꯌꯦꯜ ꯑꯃꯁꯨꯡ ꯑꯣꯏꯊꯣꯛꯄ ꯌꯥꯕꯁꯤꯡ ꯑꯁꯤ ꯂꯧꯁꯤꯟꯅꯕ ꯃꯣꯇꯤꯕꯦꯁꯟ ꯑꯃꯁꯨꯡ ꯄꯨꯛꯅꯤꯡ ꯊꯧꯒꯠꯄ ꯑꯣꯏꯅ ꯊꯕꯛ ꯇꯧꯏ꯫